ꯀ꯭ꯂꯥꯎꯗ ꯀꯝꯄ꯭ꯌꯨꯇꯤꯡꯒꯤ ꯍꯤꯔꯝꯗ ꯌꯥꯝꯗ꯭ꯔꯕꯗ ꯁꯦꯟꯁꯟ ꯇꯔꯦꯠ ꯆꯥꯎꯔꯥꯛꯅ ꯋꯥꯍꯩ ꯆꯅꯤꯒꯤ ꯄꯦꯔꯥꯒ꯭ꯔꯥꯐ ꯑꯃ ꯁꯦꯝꯃꯨ꯫ ꯀ꯭ꯂꯥꯎꯗ ꯀꯝꯄ꯭ꯌꯨꯇꯤꯡ ꯑꯁꯤ ꯑꯅꯧꯕ ꯇꯦꯛꯅꯣꯂꯣꯖꯤ ꯑꯃꯅꯤ ꯃꯁꯤꯅ ꯑꯩꯈꯣꯏꯅ ꯏꯅꯐꯣꯔꯃꯦꯁꯟ ꯁ꯭ꯇꯣꯔ ꯇꯧꯕ ꯑꯃꯁꯨꯡ ꯑꯦꯛꯁꯦꯁ ꯇꯧꯕꯒꯤ ꯃꯑꯣꯡꯗ ꯃꯑꯣꯡꯗ ꯑꯍꯣꯡꯕ ꯑꯃ ꯄꯨꯔꯛꯂꯦ꯫ ꯃꯁꯤꯗ ꯏꯟꯇꯔꯅꯦꯠꯀꯤ ꯈꯨꯠꯊꯥꯡꯗ ꯁꯣꯐꯇꯋꯥꯌꯔ, ꯁ꯭ꯇꯣꯔꯦꯖ, ꯑꯃꯁꯨꯡ ꯄ꯭ꯔꯣꯁꯦꯁꯤꯡ ꯄꯥꯋꯔꯒꯨꯝꯕ ꯀꯝꯄ꯭ꯌꯨꯇꯤꯡ ꯁꯔꯚꯤꯁꯁꯤꯡ ꯄꯤꯕ ꯌꯥꯎꯏ꯫ ꯃꯁꯤꯅ ꯌꯨꯖꯔꯁꯤꯡꯅ ꯐꯤꯖꯤꯀꯦꯜ ꯁ꯭ꯇꯣꯔꯦꯖ ꯗꯤꯚꯥꯏꯁꯁꯤꯡꯒꯤ ꯃꯊꯧ ꯇꯥꯗꯅ ꯏꯟꯇꯔꯅꯦꯠ ꯀꯅꯦꯛꯇꯤꯚꯤꯇꯤ ꯂꯩꯕ ꯗꯤꯚꯥꯏꯁ ꯑꯃꯍꯦꯛꯇꯗꯒꯤ ꯗꯦꯇꯥ ꯁ꯭ꯇꯣꯔ ꯇꯧꯕ ꯑꯃꯁꯨꯡ ꯑꯦꯛꯁꯦꯁ ꯇꯧꯕ ꯌꯥꯍꯜꯂꯤ꯫ ꯀ꯭ꯂꯥꯎꯗ ꯀꯝꯄ꯭ꯌꯨꯇꯤꯡꯒ ꯂꯣꯏꯅꯅ ꯀꯝꯄ꯭ꯌꯨ ꯀꯝꯄꯦꯅꯤꯁꯤꯡꯅ ꯃꯈꯣꯏꯒꯤ ꯗꯦꯇꯥ ꯑꯗꯨ ꯁꯥꯏꯠꯇ ꯃꯦꯅꯦꯖ ꯇꯧꯅꯕ ꯑꯃꯁꯨꯡ ꯊꯝꯅꯕ ꯃꯃꯜ ꯌꯥꯝꯂꯕ ꯏꯅꯐ꯭ꯔꯥꯁ꯭ꯇꯔꯛꯆꯔꯗ ꯁꯦꯜ ꯊꯥꯗꯕ ꯃꯊꯧ ꯇꯥꯗ꯭ꯔꯦ꯫ ꯃꯗꯨꯒꯤ ꯃꯍꯨꯠꯇ ꯃꯈꯣꯏꯅ ꯀ꯭ꯂꯥꯎꯗ ꯁꯔꯚꯤꯁ ꯄ꯭ꯔꯣꯚꯥꯏꯗꯔꯗ ꯄ꯭ꯔꯣꯚꯥꯏꯗꯔ ꯑꯃꯗ ꯁꯕꯁ꯭ꯀꯔꯥꯏꯕ ꯇꯧꯕ ꯌꯥꯏ꯫ ꯃꯗꯨꯅ ꯃꯈꯣꯏꯒꯤ ꯗꯦꯇꯥ ꯑꯗꯨ ꯔꯤꯃꯣꯠ ꯑꯣꯏꯅ ꯃꯦꯅꯦꯖ ꯇꯧꯏ ꯫ ꯑꯃꯁꯨꯡ ꯁꯦꯛꯌꯨꯑꯣꯔ ꯑꯣꯏꯍꯜꯂꯤ꯫ ꯀ꯭ꯂꯥꯎꯗ ꯀꯝꯞꯌꯨꯇꯤꯡꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯃꯁꯤꯒꯤ ꯐ꯭ꯂꯦꯛꯁꯤꯕꯤꯂꯤꯇꯤ ꯑꯃꯁꯨꯡ ꯁ꯭ꯀꯦꯂꯦꯕꯤꯂꯤꯇꯤꯅꯤ꯫ ꯃꯁꯤꯅ ꯀꯝꯄꯦꯅꯤꯁꯤꯡꯕꯨ ꯍꯣꯡꯂꯛꯂꯤꯕ ꯕꯤꯖꯤꯅꯦꯁꯀꯤ ꯃꯊꯧ ꯇꯥꯕꯁꯤꯡꯒ ꯌꯥꯝꯅ ꯊꯨꯅ ꯆꯨꯁꯤꯟꯅꯍꯟꯕ ꯉꯝꯍꯜꯂꯤ ꯫ ꯑꯃꯁꯨꯡ ꯃꯊꯧ ꯇꯥꯕꯒꯤ ꯃꯇꯨꯡ ꯏꯟꯅ ꯃꯈꯣꯏꯒꯤ ꯀꯝꯄ꯭ꯌꯨꯇꯤꯡ ꯔꯤꯁꯣꯔꯁꯁꯤꯡ ꯐꯖꯅ ꯁ꯭ꯀꯦꯜ ꯇꯧꯕ ꯅꯠꯇ꯭ꯔꯒ ꯍꯟꯊꯍꯟꯕ ꯉꯝꯍꯜꯂꯤ꯫ ꯃꯁꯤꯅ ꯃꯔꯝ ꯑꯣꯏꯗꯨꯅ ꯃꯃꯜ ꯌꯥꯝꯅ ꯍꯟꯊꯍꯟꯕ ꯌꯥꯏ ꯃꯔꯝꯗꯤ ꯀꯝꯄꯦꯅꯤꯁꯤꯡꯅ ꯃꯈꯣꯏꯅ ꯇꯁꯦꯡꯅ ꯁꯤꯖꯤꯟꯅꯔꯤꯕ ꯀꯝꯄ꯭ꯌꯨꯇꯤꯡ ꯔꯤꯁꯣꯔꯁꯁꯤꯡ ꯑꯗꯨ ꯈꯛꯇꯃꯛ ꯄꯤ꯫ ꯀ꯭ꯂꯥꯎꯗ ꯀꯝꯄ꯭ꯌꯨꯇꯤꯡꯅ ꯑꯍꯣꯡꯕ ꯄꯨꯔꯛꯄ ꯀꯣꯂꯥꯕꯣꯔꯦꯁꯟ ꯑꯃꯁꯨꯡ ꯄ꯭ꯔꯗꯛꯇꯤꯕꯤꯇꯤꯁꯨ ꯄꯤꯔꯤ꯫ ꯃꯁꯤꯅ ꯏꯃꯞꯂꯣꯌꯤꯁꯤꯡꯅ ꯃꯐꯝ ꯑꯃꯠꯇꯗꯒꯤ ꯏꯟꯇꯔꯅꯦꯠ ꯀꯅꯦꯛꯁꯟ ꯑꯃꯒ ꯂꯣꯏꯅꯅ ꯊꯕꯛ ꯇꯧꯕ ꯌꯥꯍꯜꯂꯤ꯫ ꯃꯁꯤꯒꯤ ꯀꯥꯟꯅꯕ ꯀꯌꯥ ꯂꯩꯔꯕꯁꯨ ꯀ꯭ꯂꯥꯎꯗꯇ ꯊꯝꯂꯤꯕ ꯗꯦꯇꯥꯒꯤ ꯁꯦꯛꯌꯨꯔꯤꯇꯤ ꯑꯃꯁꯨꯡ ꯄ꯭ꯔꯥꯏꯕꯦꯁꯤꯒꯤ ꯃꯇꯥꯡꯗꯁꯨ ꯋꯥꯈꯜ ꯋꯥꯕ ꯂꯩꯔꯤ꯫ ꯃꯁꯤꯅ ꯃꯔꯝ ꯑꯣꯏꯗꯨꯅ ꯀ꯭ꯂꯥꯎꯗ ꯁꯔꯕꯤꯁ ꯄ꯭ꯔꯣꯚꯥꯏꯗꯔꯁꯤꯡꯅ ꯃꯈꯣꯏꯒꯤ ꯀꯁ꯭ꯇꯃꯔꯁꯤꯡꯒꯤ ꯗꯦꯇꯥ ꯉꯥꯛꯊꯣꯛꯄ ꯉꯝꯅꯕ ꯇꯣꯉꯥꯟ ꯇꯣꯉꯥꯟꯕ ꯁꯦꯛꯌꯨꯔꯤꯇꯤꯒꯤ ꯊꯧꯔꯥꯡꯁꯤꯡ ꯑꯃꯁꯨꯡ ꯁ꯭ꯇꯦꯟꯗꯔꯗꯁꯤꯡ ꯁꯦꯝꯒꯠꯂꯦ꯫ ꯑꯄꯨꯟꯕ ꯑꯣꯏꯅ ꯀ꯭ꯂꯥꯎꯗ ꯀꯝꯄ꯭ꯌꯨꯇꯤꯡꯅ ꯕꯤꯖꯤꯅꯦꯁꯁꯤꯡꯒꯤ ꯏꯐꯤꯁꯤꯑꯦꯟꯁꯤ ꯑꯃꯁꯨꯡ ꯀꯝꯄꯤꯇꯤꯇꯤꯞꯅꯦꯁꯇ ꯌꯥꯝꯅ ꯐꯒꯠꯍꯟꯕꯒꯤ ꯄꯣꯇꯦꯟꯁꯤꯌꯦꯜ ꯂꯩ꯫ ꯑꯗꯨꯕꯨ ꯃꯁꯤꯒ ꯃꯔꯤ ꯂꯩꯅꯕ ꯈꯨꯗꯣꯡꯊꯤꯕꯁꯤꯡ ꯑꯁꯤ ꯆꯦꯛꯁꯤꯟꯅ ꯈꯟꯅꯗꯨꯅ ꯃꯃꯤꯡ ꯂꯩꯔꯕ ꯀ꯭ꯂꯥꯎꯗ ꯁꯔꯕꯤꯁ ꯄ꯭ꯔꯣꯚꯥꯏꯗꯔ ꯑꯃ ꯈꯟꯕꯁꯤ ꯌꯥꯝꯅ ꯃꯔꯨꯑꯣꯏ꯫ ꯃꯍꯧꯁꯥꯅ ꯑꯅꯧꯕ ꯏꯝꯞꯂꯣꯌꯤ ꯑꯃ ꯍꯥꯏꯔꯛꯄ ꯃꯇꯝꯗ ꯈ꯭ꯋꯥꯏꯗꯒꯤ ꯃꯔꯨꯑꯣꯏꯕ ꯋꯥꯐꯝ ꯑꯍꯨꯝ ꯑꯗꯨ ꯀꯔꯤꯅꯣ? ꯑꯅꯧꯕ ꯏꯃꯞꯂꯣꯌꯤ ꯑꯃ ꯍꯥꯏꯔꯛꯄ ꯃꯇꯝꯗ ꯈ꯭ꯋꯥꯏꯗꯒꯤ ꯃꯔꯨꯑꯣꯏꯕ ꯋꯥꯐꯝ ꯑꯍꯨꯝꯗꯤ: ꯁ꯭ꯀꯤꯜ ꯑꯃꯁꯨꯡ ꯀ꯭ꯋꯥꯂꯤꯐꯤꯀꯦꯁꯟꯁꯤꯡ: ꯀꯦꯟꯗꯤꯗꯦꯠꯀꯤ ꯁ꯭ꯀꯤꯜ ꯑꯃꯁꯨꯡ ꯀ꯭ꯋꯥꯂꯤꯐꯤꯀꯦꯁꯟꯁꯤꯡ ꯔꯤꯚꯤꯌꯨ ꯇꯧꯕ ꯍꯥꯏꯕꯁꯤ ꯃꯈꯣꯏꯅ ꯑꯀꯛꯅꯕ ꯊꯕꯛꯀꯤ ꯗ꯭ꯌꯨꯇꯤꯁꯤꯡ ꯄꯥꯡꯊꯣꯛꯅꯕꯒꯤ ꯃꯊꯧ ꯇꯥꯕ ꯇꯧꯕ ꯉꯝꯕꯁꯤꯡ ꯂꯩꯕ꯭ꯔ ꯍꯥꯏꯕꯗꯨ ꯈꯪꯗꯣꯛꯅꯕ ꯃꯔꯨꯑꯣꯏ꯫ ꯏꯝꯄꯂꯣꯌꯔꯁꯤꯡꯅ ꯀꯦꯟꯗꯤꯗꯦꯠ ꯑꯗꯨꯒꯤ ꯑꯦꯖꯨꯀꯦꯁꯟ, ꯇ꯭ꯔꯦꯅꯤꯡ, ꯑꯦꯛꯁꯄꯤꯔꯤꯑꯦꯟꯁ ꯑꯃꯁꯨꯡ ꯑꯣꯚꯔꯑꯣꯜ ꯑꯦꯛꯁꯄꯔꯇꯁꯤꯡ ꯑꯗꯨ ꯐꯝ ꯑꯗꯨꯒꯤꯗꯃꯛꯇ ꯑꯐꯕ ꯐꯤꯠ ꯑꯣꯏꯕ꯭ꯔ ꯍꯥꯏꯕꯗꯨ ꯆꯦꯛꯁꯤꯟꯅ ꯏꯚꯥꯜꯌꯨꯑꯦꯠ ꯇꯧꯒꯗꯕꯅꯤ꯫ ꯀꯂꯆꯔꯦꯜ ꯐꯤꯠ: ꯀꯦꯟꯗꯤꯗꯦꯠ ꯑꯗꯨꯅ ꯀꯝꯄꯦꯅꯤꯒꯤ ꯀꯂꯆꯔ ꯑꯃꯁꯨꯡ ꯚꯦꯜꯌꯨꯁꯤꯡꯒ ꯆꯨꯅꯕ ꯌꯥꯕꯔ ꯍꯥꯏꯕꯗꯨ ꯑꯦꯁꯦꯁ ꯇꯧꯕꯁꯨ ꯍꯥꯏꯔꯤꯡ ꯄ꯭ꯔꯣꯁꯦꯁꯀꯤ ꯇꯉꯥꯏ ꯐꯗꯕ ꯈꯣꯡꯊꯥꯡ ꯑꯃꯅꯤ꯫ ꯏꯃꯞꯂꯣꯌꯔꯁꯤꯡꯅ ꯀꯦꯟꯗꯤꯗꯦꯠ ꯑꯗꯨꯅ ꯀꯝꯄꯅꯤ ꯑꯗꯨꯒꯤ ꯚꯦꯜꯌꯨꯁꯤꯡ, ꯋꯥꯔꯛ ꯏꯊꯤꯛꯁ ꯑꯃꯁꯨꯡ ꯑꯦꯇꯤꯆꯨꯗꯁꯤꯡ ꯑꯗꯨꯒ ꯃꯥꯟꯅꯅ ꯂꯩꯕ꯭ꯔꯥ ꯍꯥꯏꯕꯗꯨ ꯏꯚꯥꯜꯌꯨꯑꯦꯠ ꯇꯧꯒꯗꯕꯅꯤ꯫ ꯃꯔꯝꯗꯤ ꯃꯁꯤꯅ ꯑꯣꯔꯒꯥꯅꯥꯏꯖꯦꯁꯟ ꯑꯗꯨꯒꯤ ꯃꯅꯨꯡꯗ ꯃꯈꯣꯏꯒꯤ ꯍꯤꯡꯅꯕꯒꯤ ꯑꯃꯁꯨꯡ ꯃꯥꯏꯄꯥꯛꯄꯒꯤ ꯇꯧꯕ ꯉꯝꯕꯗꯨꯗ ꯁꯥꯐꯨ ꯄꯤꯕ ꯌꯥꯏ꯫ ꯔꯦꯐꯥꯔꯦꯟꯁ ꯑꯃꯁꯨꯡ ꯕꯦꯀꯒ꯭ꯔꯥꯎꯟꯗ ꯆꯦꯛ: ꯍꯥꯏꯔꯤꯡꯒꯤ ꯋꯥꯔꯦꯞ ꯑꯃ ꯂꯧꯗ꯭ꯔꯤꯉꯩ ꯃꯃꯥꯡꯗ, ꯏꯃꯞꯂꯣꯌꯔꯁꯤꯡꯅ ꯀꯦꯟꯗꯤꯗꯦꯠꯀꯤ ꯔꯤꯐꯔꯦꯟꯁꯁꯤꯡ ꯆꯦꯛ ꯇꯧꯕ ꯑꯃꯁꯨꯡ ꯕꯦꯀꯒ꯭ꯔꯥꯎꯟꯗ ꯆꯦꯛ ꯑꯃ ꯄꯥꯡꯊꯣꯛꯄ ꯍꯥꯏꯕꯁꯤꯁꯨ ꯌꯥꯝꯅ ꯐꯩ꯫ ꯃꯁꯤꯅ ꯀꯦꯟꯗꯤꯗꯦꯠ ꯑꯗꯨꯅ ꯃꯈꯣꯏꯒꯤ ꯔꯤꯖ꯭ꯌꯨꯝꯗ ꯅꯠꯇ꯭ꯔꯒ ꯏꯟꯇꯔꯚ꯭ꯌꯨꯒꯤ ꯃꯅꯨꯡꯗ ꯄꯤꯔꯤꯕ ꯏꯅꯐꯣꯔꯃꯦꯁꯟ ꯑꯗꯨ ꯚꯦꯔꯤꯐꯥꯏ ꯇꯧꯕꯗ ꯃꯇꯦꯡ ꯄꯥꯡꯕꯇ ꯅꯠꯇꯅ ꯃꯈꯣꯢꯒꯤ ꯊꯕꯛꯀꯤ ꯗ꯭ꯌꯨꯇꯤꯁꯤꯡ ꯄꯥꯡꯊꯣꯛꯄꯗ ꯁꯣꯛꯍꯟꯕ ꯌꯥꯕ ꯔꯦꯗ ꯐ꯭ꯂꯦꯒ ꯅꯠꯇ꯭ꯔꯒ ꯏꯁꯨ ꯑꯃꯍꯦꯛꯇꯕꯨ ꯈꯪꯗꯣꯛꯄ ꯉꯝꯒꯅꯤ꯫।